ꯑꯄꯤꯛꯄ ꯁꯣꯔꯣꯛ ꯑꯃꯒꯤꯗꯃꯛ ꯀ꯭ꯔꯤꯌꯦꯇꯤꯚ ꯁ꯭ꯇꯣꯔꯦꯖ ꯁꯣꯂ꯭ꯌꯨꯁꯟꯁꯤꯡꯒꯤ ꯂꯤꯁ꯭ꯠ ꯑꯃꯥ ꯁꯦꯝꯃꯨ꯫ ꯑꯄꯤꯛꯄ ꯁꯣꯔꯣꯛ ꯑꯃꯒꯤꯗꯃꯛ ꯀ꯭ꯔꯤꯌꯦꯇꯤꯚ ꯁ꯭ꯇꯣꯔꯦꯖ ꯁꯣꯂ꯭ꯌꯨꯁꯟ ꯈꯔꯗꯤ ꯃꯈꯥꯗ ꯄꯤꯔꯤ: ꯑꯟꯗꯔ ꯕꯦꯗ ꯁ꯭ꯇꯣꯔꯦꯖ ꯁꯤꯖꯤꯟꯅꯧ: ꯕꯤꯜꯠ-ꯏꯟ ꯗ꯭ꯔꯣꯋꯔꯁꯤꯡ ꯂꯩꯕꯥ ꯕꯦꯗ ꯐ꯭ꯔꯦꯝ ꯑꯃꯗ ꯁꯦꯜ ꯊꯥꯗꯕ, ꯅꯠꯇꯔꯒ ꯅꯍꯥꯛꯀꯤ ꯕꯦꯗꯀꯤ ꯃꯈꯥꯗ ꯐꯤꯠ ꯑꯣꯏꯅ ꯂꯩꯅꯕ ꯗꯤꯖꯥꯏꯟ ꯇꯧꯔꯕ ꯁ꯭ꯇꯣꯔꯦꯖ ꯕꯣꯛꯁꯁꯤꯡ ꯂꯧꯕ꯫ ꯁ꯭ꯇꯣꯔꯦꯖ ꯍꯦꯗꯕꯣꯔꯗ ꯑꯃꯥ ꯏꯟꯁ꯭ꯇꯣꯜ ꯇꯧꯕ: ꯁꯦꯜꯐꯝ ꯅꯠꯇ꯭ꯔꯒ ꯀꯦꯕꯤꯅꯦꯠꯁꯤꯡ ꯂꯩꯕ ꯍꯦꯗꯕꯣꯔꯗ ꯑꯃꯅ ꯅꯍꯥꯛꯀꯤ ꯂꯥꯏꯔꯤꯛꯁꯤꯡ, ꯏꯂꯦꯛꯇꯔꯣꯅꯤꯛꯁ ꯑꯃꯁꯨꯡ ꯗꯦꯀꯣꯔꯦꯇꯦꯗ ꯑꯥꯏꯇꯦꯝꯁꯤꯡꯒꯤꯗꯃꯛ ꯑꯍꯦꯟꯕ ꯁ꯭ꯇꯣꯔꯦꯖ ꯁ꯭ꯄꯦꯁ ꯄꯤꯕ ꯌꯥꯏ꯫ ꯄꯣꯠꯂꯝꯁꯤꯡꯒꯤ ꯔꯦꯛ ꯑꯃꯥ ꯍꯥꯞꯀꯗꯕꯅꯤ: ꯀꯔꯤꯒꯨꯝꯕ ꯅꯍꯥꯛꯅ ꯀ꯭ꯂꯣꯖꯔꯒꯤ ꯃꯐꯝ ꯌꯥꯝꯅ ꯋꯥꯠꯂꯕꯗꯤ, ꯄꯣꯠꯂꯝꯁꯤꯡꯒꯤ ꯔꯦꯛ ꯑꯃ ꯅꯍꯥꯛꯀꯤ ꯁꯣꯏꯐꯝꯗ ꯀꯥꯟꯅꯕ ꯑꯍꯦꯟꯕ ꯑꯃꯥ ꯑꯣꯏꯕ ꯌꯥꯏ꯫ ꯚꯔꯇꯤꯀꯦꯜ ꯁ꯭ꯄꯦꯁ ꯁꯤꯖꯤꯟꯅꯧ: ꯐ꯭ꯂꯣꯔ-ꯇꯨ-ꯁꯤꯂꯤꯡ ꯕꯨꯛꯁꯦꯜꯐꯇꯒꯤ ꯍꯧꯔꯒ ꯍꯦꯟꯖꯤꯡ ꯑꯣꯔꯒꯥꯅꯥꯏꯖꯔꯁꯤꯡ ꯐꯥꯎꯕ, ꯑꯄꯤꯛꯄ ꯕꯦꯗꯔꯨꯝ ꯑꯃꯗ ꯁꯤꯖꯤꯟꯅꯗꯕ ꯚꯔꯇꯤꯀꯦꯜ ꯁ꯭ꯄꯦꯁ ꯑꯁꯤ ꯑꯣꯞꯇꯤꯃꯥꯏꯖ ꯇꯧꯅꯕꯒꯤ ꯄꯥꯝꯕꯩ ꯀꯌꯥ ꯂꯩ꯫ ꯁ꯭ꯇꯣꯔꯦꯖ ꯑꯣꯇꯣꯃꯦꯟ ꯑꯃꯥ ꯂꯧꯕ: ꯂꯧꯊꯣꯛꯄ ꯌꯥꯕ ꯂꯤꯗ ꯑꯃ ꯂꯩꯕ ꯑꯣꯇꯣꯃꯦꯟ ꯑꯃꯅ ꯁ꯭ꯇꯣꯔꯦꯖ ꯀꯟꯇꯦꯅꯔ ꯑꯃꯁꯨꯡ ꯐꯝꯐꯝ ꯑꯅꯤꯃꯛ ꯑꯣꯏꯅ ꯊꯕꯛ ꯇꯧꯕ ꯌꯥꯏ꯫ ꯃꯜꯇꯤ-ꯐꯪꯁꯅꯦꯜ ꯐꯔꯅꯤꯆꯔꯒꯤ ꯃꯇꯥꯡꯗ ꯈꯟꯅꯕꯤꯌꯨ: ꯄꯥꯟꯗꯝ ꯑꯃꯗꯒꯤ ꯍꯦꯟꯅ ꯊꯕꯛ ꯇꯧꯕ ꯐꯔꯅꯤꯆꯔꯒꯤ ꯁꯔꯨꯛꯁꯤꯡꯅ ꯅꯍꯥꯛꯄꯨ ꯃꯐꯝ ꯀꯟꯕ ꯉꯝꯍꯜꯂꯤ꯫ ꯈꯨꯗꯝ ꯑꯣꯏꯅ, ꯕꯤꯜꯠ-ꯏꯟ ꯁ꯭ꯇꯣꯔꯦꯖ ꯂꯩꯕ ꯗꯦꯕꯦꯗ ꯑꯃ ꯅꯠꯇꯔꯒ ꯚꯦꯅꯤꯇꯤ ꯑꯣꯏꯅ ꯁꯤꯖꯤꯟꯅꯕ ꯌꯥꯕ ꯐꯣꯜꯗꯤꯡ ꯗꯦꯁ꯭ꯛ ꯑꯃꯥ꯫ ꯋꯥꯜꯗꯥ ꯃꯥꯎꯟꯇꯠ ꯇꯧꯕꯥ ꯁꯦꯜꯐꯝꯁꯤꯡ ꯍꯥꯞꯆꯤꯟꯕ: ꯅꯍꯥꯛꯀꯤ ꯋꯥꯜꯁꯤꯡꯗ ꯁꯦꯜꯐꯝꯁꯤꯡ ꯏꯟꯁ꯭ꯇꯣꯜ ꯇꯧꯕꯅ ꯐ꯭ꯂꯣꯔ ꯁ꯭ꯄꯦꯁ ꯂꯧꯗꯅ ꯑꯍꯦꯟꯕ ꯁ꯭ꯇꯣꯔꯦꯖ ꯁ꯭ꯄꯦꯁ ꯁꯦꯝꯕ ꯌꯥꯏ꯫ ꯁ꯭ꯇꯣꯔꯦꯖ ꯕꯥꯁ꯭ꯀꯦꯠ ꯁꯤꯖꯤꯟꯅꯧ: ꯕꯥꯁ꯭ꯀꯦꯠ ꯑꯁꯤ ꯅꯍꯥꯛꯀꯤ ꯄꯣꯠꯂꯝꯁꯤꯡ, ꯂꯥꯏꯔꯤꯛ ꯅꯠꯇꯔꯒ ꯑꯇꯩ ꯄꯣꯠꯂꯝꯁꯤꯡ ꯊꯝꯅꯕ ꯁꯤꯖꯤꯟꯅꯕ ꯌꯥꯏ, ꯑꯃꯁꯨꯡ ꯅꯍꯥꯛꯀꯤ ꯗꯦꯀꯣꯔꯗ ꯇꯦꯛꯁꯇꯥꯏꯜ ꯏꯟꯇꯔꯦꯁ꯭ꯠ ꯍꯥꯞꯆꯤꯟꯕ ꯌꯥꯏ꯫ ꯄꯦꯒꯕꯣꯔꯗ ꯑꯃꯥ ꯊꯝꯃꯨ: ꯃꯁꯤꯒꯤ ꯌꯥꯝꯅ ꯁꯤꯖꯤꯟꯅꯕ ꯑꯣꯔꯒꯅꯥꯏꯖꯦꯁꯅꯦꯜ ꯇꯨꯜ ꯑꯁꯤ ꯖꯨꯋꯦꯂꯔꯤꯗꯒꯤ ꯍꯧꯔꯒ ꯑꯥꯔꯇꯋꯥꯔꯛ ꯐꯥꯎꯕ ꯃꯈꯜ ꯀꯌꯥꯒꯤ ꯄꯣꯠꯂꯝꯁꯤꯡ ꯊꯝꯅꯕ ꯁꯤꯖꯤꯟꯅꯕ ꯌꯥꯏ꯫ ꯌꯥꯝꯅ ꯆꯥꯎꯕꯥ ꯁ꯭ꯇꯣꯔꯦꯖ ꯂꯩꯕ ꯗ꯭ꯔꯦꯁꯔ ꯑꯃꯥ ꯈꯜꯂꯨ: ꯁ꯭ꯇꯣꯔꯦꯖ ꯁ꯭ꯄꯦꯁ ꯈ꯭ꯋꯥꯏꯗꯒꯤ ꯌꯥꯝꯅ ꯄꯤꯅꯕꯒꯤꯗꯃꯛ ꯗꯤꯞ ꯗ꯭ꯔꯣꯋꯔꯁꯤꯡ ꯑꯃꯁꯨꯡ ꯚꯔꯇꯤꯀꯦꯜ ꯀꯝꯄꯥꯔꯠꯃꯦꯟꯠꯁꯤꯡ ꯂꯩꯕ ꯗ꯭ꯔꯦꯁꯔ ꯑꯃꯥ ꯈꯜꯂꯨ꯫ ꯄ꯭ꯔꯣꯐꯦꯁꯔ ꯑꯃꯗ ꯅꯍꯥꯛ ꯑꯃꯁꯨꯡ ꯅꯍꯥꯛꯀꯤ ꯄꯥꯟꯗꯝꯁꯤꯡ ꯑꯗꯨ ꯈꯪꯍꯟꯗꯨꯅꯥ ꯏꯃꯦꯏꯜ ꯑꯃꯥ ꯁꯦꯝꯃꯨ꯫ ꯅꯨꯡꯁꯤꯖꯔꯕꯥ ꯄ꯭ꯔꯣꯐꯦꯁꯔ, ꯏꯃꯦꯜ ꯑꯁꯤꯅ ꯑꯗꯣꯝꯕꯨ ꯌꯥꯝꯅꯥ ꯐꯖꯅ ꯐꯪꯒꯅꯤ ꯍꯥꯏꯅꯥ ꯑꯩꯅ ꯊꯥꯖꯩ꯫ ꯑꯩꯒꯤ ꯃꯤꯡ ꯅꯍꯥꯛꯀꯤ ꯃꯤꯡꯅꯤ, ꯑꯃꯁꯨꯡ ꯑꯩꯍꯥꯛ ꯅꯍꯥꯛꯀꯤ ꯀ꯭ꯂꯥꯁꯗ ꯑꯅꯧꯕ ꯃꯍꯩꯔꯣꯏ ꯑꯃꯅꯤ꯫ ꯑꯩꯍꯥꯛꯅ ꯏꯁꯥꯕꯨ ꯈꯪꯍꯟꯅꯕꯒꯤꯗꯃꯛ ꯑꯃꯁꯨꯡ ꯃꯁꯤꯒꯤ ꯀ꯭ꯂꯥꯁ ꯑꯁꯤꯒꯤ ꯁꯔꯨꯛ ꯑꯃꯥ ꯑꯣꯏꯕꯗ ꯑꯩꯍꯥꯛ ꯀꯌꯥ ꯌꯥꯝꯅ ꯍꯔꯥꯎꯕꯒꯦ ꯍꯥꯏꯕꯗꯨ ꯅꯈꯣꯏꯗ ꯈꯪꯍꯟꯅꯕ ꯏꯔꯤ꯫ ꯑꯩꯒꯤ ꯑꯦꯀꯥꯗꯦꯃꯤꯛ ꯏꯟꯇꯔꯦꯁ꯭ꯇꯁꯤꯡꯗꯤ ꯅꯍꯥꯛꯀꯤ ꯏꯟꯇꯔꯦꯁ꯭ꯇꯁꯤꯡ ꯍꯥꯄꯆꯤꯜꯂꯨ꯫ ꯑꯩꯍꯥꯛꯅ ꯑꯩꯍꯥꯛꯀꯤ ꯗꯤꯒ꯭ꯔꯤ ꯂꯣꯏꯔꯕ ꯃꯇꯨꯡꯗ ꯑꯗꯣꯝꯒꯤ ꯄꯥꯟꯗꯝ ꯑꯗꯨ ꯍꯥꯞꯆꯤꯜꯂꯨ ꯍꯥꯏꯅ ꯋꯥꯁꯛꯆꯔꯤ ꯑꯃꯁꯨꯡ ꯑꯗꯣꯝꯒꯤ ꯀ꯭ꯂꯥꯁꯗ ꯑꯩꯍꯥꯛꯅ ꯐꯪꯒꯗꯧꯔꯤꯕ ꯂꯧꯁꯤꯡ ꯑꯃꯁꯨꯡ ꯍꯩꯁꯤꯡꯕꯁꯤꯡ ꯑꯁꯤ ꯄꯥꯟꯗꯝ ꯑꯁꯤ ꯐꯪꯕꯗ ꯃꯃꯜ ꯌꯥꯝꯂꯒꯅꯤ ꯍꯥꯏꯅ ꯊꯥꯖꯩ꯫ ꯃꯁꯤꯒꯤ ꯃꯊꯛꯇ, ꯑꯩꯍꯥꯛꯅ ꯑꯗꯣꯝ ꯑꯃꯁꯨꯡ ꯑꯩꯍꯥꯛꯀꯤ ꯃꯔꯨꯞꯁꯤꯡ ꯑꯅꯤꯃꯛꯇꯒꯤ ꯇꯝꯖꯕ, ꯈꯟꯅ-ꯅꯩꯅꯕꯗ ꯁꯔꯨꯛ ꯌꯥꯕ, ꯑꯃꯁꯨꯡ ꯃꯆꯥꯛꯁꯤꯡꯒ ꯁꯝꯅꯕꯒꯤ ꯊꯥꯖꯕ ꯊꯝꯂꯤ꯫ ꯃꯁꯤꯒꯤ ꯀ꯭ꯂꯥꯁ ꯑꯁꯤꯗ ꯃꯥꯏ ꯄꯥꯛꯅꯕ ꯁꯦꯝ ꯁꯥꯕꯗ ꯃꯇꯦꯡ ꯄꯥꯡꯅꯕ ꯑꯗꯣꯝꯅ ꯔꯤꯀꯃꯦꯟꯗ ꯇꯧꯔꯤꯕ ꯑꯍꯦꯟꯕ ꯃꯆꯥꯛꯁꯤꯡ ꯅꯠꯇꯔꯒ ꯔꯤꯁꯣꯔꯁꯁꯤꯡ ꯂꯩꯔꯕꯗꯤ ꯑꯩꯉꯣꯟꯗ ꯈꯪꯍꯟꯕꯤꯌꯨ꯫ ꯑꯗꯣꯝꯒꯤ ꯃꯇꯝ ꯄꯤꯕꯤꯕꯒꯤꯗꯃꯛ ꯊꯥꯒꯠꯆꯔꯤ, ꯑꯃꯁꯨꯡ ꯑꯩꯍꯥꯛꯅ ꯑꯗꯣꯝꯒ ꯃꯁꯥ ꯃꯊꯟꯇ ꯎꯅꯖꯕ ꯄꯥꯝꯃꯤ꯫ ꯊꯃꯣꯏ ꯁꯦꯡꯅꯥ, ꯅꯍꯥꯛꯀꯤ ꯃꯤꯡ꯫